ꯐꯣꯇꯣꯒ꯭ꯔꯥꯐ ꯑꯃꯕꯨ ꯃꯇꯧ ꯀꯔꯝꯅ ꯗꯣꯀꯨꯃꯦꯟꯇꯥꯔꯤ ꯏꯗꯤꯠ ꯇꯧꯗꯨꯅ ꯅꯨꯡꯉꯥꯏꯔꯕ ꯑꯦꯠꯃꯣꯁꯐꯤꯌꯥꯔ ꯑꯃ ꯎꯠꯄ ꯌꯥꯕꯒꯦ ꯍꯥꯏꯕꯗꯨ ꯐꯣꯡꯗꯣꯛꯄꯤꯌꯨ꯫ ꯐꯣꯇꯣꯒ꯭ꯔꯥꯐ ꯑꯃꯕꯨ ꯑꯦꯗꯤꯇꯤꯡ ꯁꯣꯐꯇꯋꯥꯌꯔꯒꯤ ꯃꯅꯨꯡꯗ ꯏꯂꯤꯃꯦꯟꯇ ꯀꯌꯥ ꯑꯃ ꯑꯦꯗꯖꯁ꯭ꯠ ꯇꯧꯗꯨꯅ ꯋꯥ꯭ꯔꯝ ꯑꯦꯇꯃꯣꯁꯐꯤꯌꯥꯔ ꯑꯃ ꯎꯠꯅꯕ ꯑꯦꯗꯤꯠ ꯇꯧꯕ ꯌꯥꯏ꯫ ꯃꯈꯥꯗ ꯄꯤꯔꯤꯕ ꯑꯁꯤ ꯍꯦꯟꯅ ꯅꯨꯡꯉꯥꯏꯕ ꯑꯦꯠꯃꯣꯁꯐꯤꯌꯥꯔ ꯑꯃ ꯁꯦꯝꯅꯕ ꯂꯧꯈꯠꯄ ꯌꯥꯕ ꯈꯣꯡꯊꯥꯡ ꯈꯔꯗꯤ ꯃꯈꯥꯗ ꯄꯤꯔꯤ - ꯃꯆꯨꯒꯤ ꯇꯦꯝꯄꯦꯔꯦꯆꯔ ꯑꯗꯨ ꯍꯟꯖꯤꯟ ꯍꯟꯖꯤꯟ ꯇꯧꯕ -ꯃꯆꯨꯒꯤ ꯇꯦꯝꯄꯦꯔꯦꯆꯔ ꯍꯦꯟꯒꯠꯍꯟꯕꯅ ꯏꯃꯦꯖ ꯑꯗꯨꯗ ꯅꯨꯡꯉꯥꯏꯕ, ꯑꯣꯔꯦꯟꯖ-ꯌꯦꯂꯣ ꯇꯣꯟ ꯑꯃ ꯍꯥꯞꯆꯤꯟꯕ ꯌꯥꯏ, ꯃꯗꯨꯅ ꯃꯗꯨ ꯍꯦꯟꯅ ꯅꯨꯃꯤꯠ ꯆꯨꯞꯄ ꯑꯃ ꯅꯨꯡꯉꯥꯏꯅ ꯎꯕꯥ ꯐꯪꯏ꯫ ꯃꯁꯤ ꯃꯍꯧꯁꯥꯅ ꯁ꯭ꯂꯥꯏꯗꯔ ꯑꯃ ꯁꯤꯖꯤꯟꯅꯗꯨꯅ ꯅꯠꯇꯔꯒ ꯋꯥꯔꯝ ꯄ꯭ꯔꯤꯁꯦꯠ ꯑꯃ ꯈꯟꯗꯨꯅ ꯇꯧꯕ ꯌꯥꯏ꯫ ꯁꯦꯆꯨꯔꯦꯁꯟ ꯍꯦꯟꯒꯠꯍꯟꯕ - ꯐꯣꯇꯣꯒ꯭ꯔꯥꯐꯇꯥ ꯃꯆꯨꯁꯤꯡꯒꯤ ꯁꯦꯆꯨꯔꯦꯁꯟ ꯍꯦꯟꯒꯠꯍꯟꯕꯅ ꯃꯈꯣꯏꯕꯨ ꯍꯦꯟꯅ ꯃꯌꯦꯛ ꯁꯦꯡꯕ ꯑꯃꯁꯨꯡ ꯍꯦꯟꯅ ꯃꯌꯦꯛ ꯁꯦꯡꯍꯟꯕ ꯉꯝꯒꯅꯤ, ꯃꯁꯤꯅ ꯅꯨꯡꯉꯥꯏꯕ ꯑꯃꯁꯨꯡ ꯍꯔꯥꯎꯕꯒꯤ ꯋꯥꯈꯜꯂꯣꯟ ꯑꯃ ꯁꯦꯝꯒꯠꯄ ꯉꯝꯒꯅꯤ꯫ ꯋꯥꯔꯝ ꯐꯤꯜꯇꯔ ꯑꯃ ꯁꯤꯖꯤꯟꯅꯕ - ꯑꯦꯗꯤꯇꯤꯡ ꯄ꯭ꯔꯣꯒ꯭ꯔꯥꯝ ꯀꯌꯥ ꯑꯃꯅ ꯏꯃꯦꯖ ꯑꯃꯗ ꯈꯨꯗꯛꯇ ꯋꯥꯔꯝ ꯍꯥꯞꯆꯤꯕ ꯉꯝꯕ ꯃꯃꯥꯡꯗ ꯁꯦꯝꯈꯤꯕ ꯐꯤꯜꯇꯔꯁꯤꯡꯒ ꯂꯣꯏꯅꯅ ꯂꯥꯛꯏ꯫ ꯍꯥꯏꯔꯤꯕ ꯐꯤꯜꯇꯔꯁꯤꯡ ꯑꯁꯤꯅ ꯐꯣꯇꯣꯒ꯭ꯔꯥꯐꯀꯤ ꯃꯆꯨꯒꯤ ꯕꯦꯂꯦꯟꯁ ꯑꯃꯁꯨꯡ ꯁꯦꯆꯨꯔꯦꯁꯟ ꯍꯣꯡꯗꯣꯛꯇꯨꯅ ꯊꯕꯛ ꯇꯧꯏ꯫ ꯃꯉꯥꯜ ꯑꯦꯗꯤꯠ ꯇꯧꯕ - ꯃꯉꯥꯜ ꯑꯃꯁꯨꯡ ꯀꯟꯇꯔ꯭ꯁꯠ ꯍꯦꯟꯒꯠꯍꯟꯗꯨꯅ ꯐꯣꯇꯣ ꯑꯗꯨ ꯌꯥꯝꯅ ꯃꯉꯥꯜ ꯂꯩꯕ, ꯅꯨꯡꯁꯤꯠ ꯁꯦꯡꯂꯕ ꯑꯀꯣꯏꯕꯗ ꯂꯧꯈꯤꯕ ꯃꯑꯣꯡꯗ‌ ꯎꯕꯥ ꯐꯪꯏ꯫ ꯃꯤꯑꯣꯏ ꯑꯃꯃꯝꯒꯤ ꯃꯆꯨꯁꯤꯡ ꯑꯦꯗꯖꯁ꯭ꯠ ꯇꯧꯕ - ꯈꯟꯒꯠꯂꯕ ꯃꯆꯨꯒꯤ ꯑꯦꯗꯤꯇꯤꯡꯅ ꯐꯣꯇꯣꯒ꯭ꯔꯥꯐꯀꯤ ꯃꯅꯨꯡꯗ ꯑꯀꯛꯅꯕ ꯃꯆꯨꯁꯤꯡ ꯍꯣꯡꯗꯣꯛꯄ ꯌꯥꯍꯜꯂꯤ꯫ ꯈꯨꯗꯝ ꯑꯣꯏꯅ, ꯌꯦꯜꯂꯣ ꯑꯃꯁꯨꯡ ꯔꯦꯗ ꯇꯣꯟ ꯍꯦꯟꯒꯠꯍꯟꯗꯨꯅ ꯅꯍꯥꯛꯅ ꯍꯦꯟꯅ ꯅꯨꯡꯉꯥꯏꯕ ꯑꯦꯠꯃꯣꯁ꯭ꯐꯤꯌꯥꯔ ꯑꯃ ꯁꯦꯝꯕ ꯌꯥꯏ꯫ ꯍꯥꯏꯔꯤꯕ ꯑꯦꯗꯖꯁ꯭ꯇꯃꯦꯟꯇꯁꯤꯡ ꯑꯁꯤ ꯇꯧꯗꯨꯅ ꯐꯣꯇꯣ ꯑꯃ ꯐꯖꯅ ꯑꯦꯗꯤꯠ ꯇꯧꯗꯨꯅ ꯅꯨꯡꯉꯥꯏꯕ, ꯀꯧꯔꯛꯄ ꯌꯥꯕ ꯑꯦꯠꯃꯣꯁ꯭ꯐꯤꯌꯥꯔ ꯑꯃ ꯎꯠꯄ ꯌꯥꯏ꯫ ꯄꯨꯟꯅ ꯊꯕꯛ ꯇꯧꯃꯤꯟꯅꯕꯒꯤ ꯊꯕꯛ ꯃꯐꯝꯗ ꯑꯀꯣꯏꯕꯒꯤ ꯐꯤꯕꯝ ꯑꯁꯤ ꯀꯔꯝꯅ ꯑꯣꯏꯕꯒꯦ? ꯀꯣꯂꯥꯕꯣꯔꯦꯇꯤꯕ ꯑꯣꯏꯕ ꯊꯕꯛ ꯃꯐꯝ ꯑꯁꯤ ꯃꯍꯧꯁꯥꯅ ꯏꯝꯄ꯭ꯂꯣꯌꯤꯁꯤꯡꯅ ꯄꯨꯟꯅ ꯊꯕꯛ ꯇꯧꯃꯤꯟꯅꯅꯕ ꯑꯃꯁꯨꯡ ꯋꯥꯈꯜꯂꯣꯟꯁꯤꯡ ꯁꯦꯌꯔ ꯇꯧꯅꯕ ꯄꯨꯛꯅꯤꯡ ꯊꯧꯒꯠꯄ ꯑꯣꯄꯟ, ꯐ꯭ꯔꯦꯟꯗꯂꯤ ꯑꯃꯁꯨꯡ ꯁꯄꯣꯔꯇꯤꯕ ꯑꯦꯟꯚꯥꯏꯔꯟꯃꯦꯟꯇ ꯑꯃꯅ ꯃꯁꯛ ꯇꯥꯛꯂꯤ꯫ ꯀꯝꯃ꯭ꯌꯨꯅꯤꯀꯦꯁꯟ ꯑꯃꯁꯨꯡ ꯇꯤꯝꯋꯥꯔꯛ ꯑꯁꯤ ꯌꯥꯝꯅ ꯃꯃꯜ ꯂꯩ, ꯑꯃꯁꯨꯡ ꯑꯌꯥꯝꯕꯅ ꯁ꯭ꯇꯥꯐꯁꯤꯡꯒꯤ ꯃꯔꯛꯇ ꯀꯝꯃ꯭ꯌꯨꯅꯤꯇꯤꯒꯤ ꯑꯀꯟꯕ ꯋꯥꯈꯜꯂꯣꯟ ꯑꯃ ꯂꯩ꯫ ꯐꯤꯖꯤꯀꯦꯜ ꯂꯦꯑꯥꯎꯠ ꯑꯁꯤ ꯑꯌꯥꯝꯕꯅ ꯄꯨꯟꯅ ꯊꯕꯛ ꯇꯧꯃꯤꯟꯅꯅꯕ ꯁꯦꯝꯒꯠꯄꯅꯤ, ꯃꯁꯤꯗ ꯁꯦꯌꯔ ꯇꯧꯔꯕ ꯋꯥꯔꯛꯁ꯭ꯄꯦꯁꯁꯤꯡ, ꯀꯃꯟ ꯑꯦꯔꯤꯌꯥꯁꯤꯡ, ꯑꯃꯁꯨꯡ ꯐ꯭ꯂꯦꯛꯁꯤꯕꯜ ꯑꯣꯏꯕ ꯐꯝꯐꯝꯒꯤ ꯊꯧꯔꯥꯡꯁꯤꯡ ꯌꯥꯎꯔꯤ꯫ ꯇꯦꯛꯅꯣꯂꯣꯖꯤ ꯑꯁꯤ ꯑꯌꯥꯝꯕꯅ ꯑꯣꯐꯤꯁꯀꯤ ꯃꯅꯨꯡꯗ ꯑꯃꯁꯨꯡ ꯔꯤꯃꯣꯠ ꯇꯤꯝ ꯃꯦꯝꯕꯔꯁꯤꯡꯒ ꯂꯣꯏꯅꯅ ꯄꯥꯎ ꯐꯥꯎꯅꯕ ꯑꯃꯁꯨꯡ ꯄꯨꯟꯅ ꯊꯕꯛ ꯇꯧꯃꯤꯟꯅꯕꯗ ꯂꯥꯏꯊꯣꯛꯍꯟꯅꯕ ꯁꯤꯖꯤꯟꯅꯩ꯫ ꯄꯨꯟꯅ ꯊꯕꯛ ꯇꯧꯃꯤꯟꯅꯔꯤꯕ ꯊꯕꯛ ꯃꯐꯝ ꯑꯃꯗ ꯃꯦꯅꯦꯖꯃꯦꯟꯇ ꯑꯁꯤ ꯍꯦꯟꯅ ꯂꯥꯛꯁꯤꯟꯕ ꯌꯥꯏ, ꯃꯁꯤꯗ ꯏꯝꯄ꯭ꯂꯣꯌꯤꯁꯤꯡꯕꯨ ꯁꯛꯇꯤ ꯄꯤꯕꯗ ꯑꯃꯁꯨꯡ ꯑꯅꯧꯕ ꯄꯨꯊꯣꯛꯄꯗ ꯄꯨꯛꯅꯤꯡ ꯊꯧꯒꯠꯄꯗ ꯑꯀꯟꯕ ꯃꯤꯠꯌꯦꯡ ꯆꯪꯏ꯫ ꯑꯄꯨꯟꯕ ꯑꯣꯏꯅ, ꯄꯨꯟꯅ ꯊꯕꯛ ꯇꯧꯃꯤꯟꯅꯕꯒꯤ ꯊꯕꯛ ꯃꯐꯝ ꯑꯃꯗ ꯂꯩꯔꯤꯕ ꯑꯦꯠꯃꯣꯁ꯭ꯐꯤꯌꯥꯔ ꯑꯁꯤ ꯄꯨꯟꯅ ꯊꯕꯛ ꯇꯧꯃꯤꯟꯅꯕ, ꯀ꯭ꯔꯤꯌꯦꯇꯤꯕꯤꯇꯤ ꯑꯃꯁꯨꯡ ꯑꯃꯒ ꯑꯃꯒ ꯃꯇꯦꯡ ꯄꯥꯡꯅꯕꯒꯤ ꯃꯑꯣꯡ ꯑꯃꯅꯤ꯫ ꯁꯦꯟꯇꯦꯟꯁ ꯑꯗꯨꯒꯤ ꯃꯇꯥꯡꯗ ꯋꯥꯔꯦꯞ ꯑꯃ ꯂꯧꯕꯤꯌꯨ꯫ ꯃꯊꯪꯒꯤ ꯆꯍꯤꯆꯥꯗ ꯑꯥꯔꯇꯤꯐꯤꯁꯤꯑꯦꯜ ꯏꯟꯇꯦꯂꯤꯖꯦꯟꯁꯅ ꯃꯤꯑꯣꯏꯕꯕꯨ ꯃꯥꯏꯊꯤꯕ ꯄꯤꯔꯒꯅꯤ꯫ ꯋꯥꯍꯩ ꯑꯁꯤꯅ ꯑꯥꯔꯇꯤꯐꯤꯁꯤꯑꯦꯜ ꯏꯟꯇꯦꯂꯤꯖꯦꯟꯁꯀꯤ ꯇꯨꯡꯒꯤ ꯐꯤꯕꯝꯒꯤ ꯃꯇꯥꯡꯗ ꯋꯥꯈꯜꯂꯣꯟ ꯑꯃ ꯐꯣꯡꯗꯣꯛꯂꯤ ꯑꯃꯁꯨꯡ ꯃꯁꯤꯅ ꯑꯀꯛꯅꯕ ꯇꯧꯕ ꯉꯝꯕꯁꯤꯡꯗ ꯃꯤꯑꯣꯏꯕꯗꯒꯤ ꯃꯥꯏꯊꯤꯕ ꯄꯤꯕꯒꯤ ꯄꯣꯇꯦꯟꯁꯤꯌꯦꯜꯒꯤ ꯃꯇꯥꯡꯗ ꯋꯥꯐꯝ ꯑꯃ ꯐꯣꯡꯗꯣꯛꯂꯤ꯫ ꯋꯥꯐꯝ ꯑꯁꯤ ꯇꯁꯦꯡꯅ ꯊꯣꯛꯀꯅꯤ ꯅꯠꯇꯔꯒ ꯊꯣꯛꯂꯣꯏꯗꯕꯅꯤ ꯍꯥꯏꯕꯁꯤ ꯁꯣꯏꯗꯅ ꯈꯪꯕ ꯉꯝꯗꯦ ꯑꯃꯁꯨꯡ ꯋꯥꯈꯜ ꯋꯥꯕ ꯋꯥꯐꯝ ꯑꯃꯅꯤ꯫